ꯀꯝꯄꯦꯅꯤ ꯑꯁꯤꯒꯤꯗꯃꯛꯇ ꯑꯅꯧꯕ ꯀꯟꯇꯦꯟꯇ ꯁ꯭ꯇꯔꯦꯇꯦꯖꯤ ꯑꯃ ꯁꯦꯝꯅꯕ ꯊꯧꯔꯥꯡ ꯑꯃ ꯄꯨꯊꯣꯛꯄꯤꯌꯨ꯫ ꯅꯍꯥꯛꯀꯤ ꯀꯝꯄꯅꯤꯒꯤꯗꯃꯛꯇ ꯑꯅꯧꯕ ꯀꯟꯇꯦꯟꯇ ꯁ꯭ꯇꯔꯥꯇꯦꯖꯤ ꯑꯃ ꯁꯦꯝꯅꯕꯒꯤ ꯄꯣꯇꯦꯟꯁꯤꯑꯦꯜ ꯄ꯭ꯂꯥꯟ ꯑꯃ ꯃꯈꯥꯗ ꯄꯤꯔꯤ꯫ ꯅꯍꯥꯛꯀꯤ ꯇꯥꯔꯒꯦꯠ ꯑꯣꯗꯤꯁꯟ ꯑꯗꯨ ꯈꯪꯗꯣꯛꯎ ꯅꯍꯥꯛꯀꯤ ꯄ꯭ꯔꯥꯏꯃꯥꯔꯤ ꯑꯣꯗꯤꯑꯣ ꯑꯗꯨ ꯀꯅꯥꯅꯣ ꯑꯃꯁꯨꯡ ꯃꯈꯣꯏꯒꯤ ꯑꯥ ꯏꯟꯇ꯭ꯔꯦꯁꯇꯤꯡ ꯏꯟꯇꯔꯦꯁ꯭ꯇꯁꯤꯡ, ꯀꯟꯁꯦꯟꯇꯔꯦꯁꯟꯁꯤꯡ ꯑꯃꯁꯨꯡ ꯄꯦꯁꯟꯗꯁꯤꯡ ꯑꯗꯨ ꯀꯔꯤꯅꯣ ꯍꯥꯏꯕꯗꯨ ꯂꯦꯞꯊꯣꯛꯎ꯫ ꯃꯁꯤꯅ ꯃꯈꯣꯏꯒ ꯂꯣꯏꯅꯅ ꯁꯝꯅꯒꯗꯕ ꯑꯃꯁꯨꯡ ꯃꯈꯣꯏꯕꯨ ꯑꯦꯡꯒꯦꯖ ꯇꯧꯒꯗꯕ ꯀꯟꯇꯦꯟꯇꯀꯤ ꯃꯈꯜ ꯑꯗꯨꯒꯤ ꯃꯇꯥꯡꯗꯥ ꯋꯥꯈꯜ ꯈꯅꯕ ꯄꯤꯒꯅꯤ꯫ ꯅꯍꯥꯛꯀꯤ ꯄꯥꯟꯗꯝꯁꯤꯡ ꯂꯦꯞꯊꯣꯛꯎ: ꯅꯍꯥꯛꯀꯤ ꯀꯟꯇꯦꯟꯇ ꯁ꯭ꯇꯔꯦꯇꯦꯖꯤꯒ ꯂꯣꯏꯅꯅ ꯅꯍꯥꯛꯅ ꯐꯪꯅꯤꯡꯂꯤꯕ ꯄꯥꯟꯗꯝꯁꯤꯡ ꯑꯗꯨ ꯂꯦꯞꯊꯣꯛꯎ꯫ ꯅꯍꯥꯛꯅ ꯅꯍꯥꯛꯀꯤ ꯋꯦꯕꯁꯥꯏꯠꯇꯥ ꯇ꯭ꯔꯥꯐꯤꯛ ꯍꯦꯟꯒꯠꯍꯟꯅꯕ, ꯂꯤꯗꯔꯁꯤꯡ ꯁꯦꯝꯒꯠꯅꯕ ꯅꯠꯇꯔꯒꯥ ꯕ꯭ꯔꯥꯟꯗ ꯑꯦꯋꯥꯔꯅꯦꯁ ꯍꯦꯟꯒꯠꯍꯟꯅꯕ ꯍꯣꯠꯅꯔꯤꯕ꯭ꯔꯥ? ꯃꯌꯦꯛ ꯁꯦꯡꯕ ꯄꯥꯟꯗꯝꯁꯤꯡ ꯂꯩꯕꯅ ꯅꯍꯥꯛꯀꯤ ꯀꯟꯇꯦꯟꯇꯀꯤ ꯍꯣꯠꯅꯔꯤꯕꯁꯤꯡꯗ ꯃꯤꯠꯌꯦꯡ ꯊꯝꯕꯗ ꯃꯇꯦꯡ ꯄꯥꯡꯒꯅꯤ ꯑꯃꯁꯨꯡ ꯅꯍꯥꯛꯀꯤ ꯁ꯭ꯇꯔꯦꯇꯦꯖꯤꯒꯤ ꯃꯥꯏ ꯄꯥꯛꯄ ꯑꯗꯨ ꯂꯦꯞꯊꯣꯛꯄꯗ ꯃꯇꯦꯡ ꯄꯥꯡꯒꯅꯤ꯫ ꯀꯟꯇꯦꯟꯇ ꯑꯣꯗꯤꯠ ꯑꯃ ꯄꯥꯡꯊꯣꯛꯄ꯫ ꯀꯔꯤꯅ ꯊꯕꯛ ꯇꯧꯈꯤꯕꯒꯦ ꯑꯃꯁꯨꯡ ꯀꯔꯤ ꯇꯧꯈꯤꯗꯕꯒꯦ ꯍꯥꯏꯕꯗꯨ ꯌꯦꯡꯅꯕ ꯅꯍꯥꯛꯀꯤ ꯃꯃꯥꯡꯒꯤ ꯀꯟꯇꯦꯟꯇ ꯑꯗꯨ ꯑꯦꯅꯥꯂꯥꯏꯖ ꯇꯧ꯫ ꯀꯔꯤ ꯍꯤꯔꯝꯁꯤꯡ ꯅꯠꯇꯔꯒꯥ ꯐꯣꯔꯃꯦꯇꯁꯤꯡꯅ ꯈ꯭ꯋꯥꯏꯗꯒꯤ ꯍꯦꯟꯅ ꯑꯦꯡꯒꯦꯖꯃꯦꯟꯇ ꯄꯤꯈꯤꯕꯒꯦ ꯅꯠꯇꯔꯒꯥ ꯈ꯭ꯋꯥꯏꯗꯒꯤ ꯍꯦꯟꯅ ꯇ꯭ꯔꯥꯐꯤꯛ ꯍꯦꯟꯒꯠꯍꯟꯈꯤꯕꯒꯦ ꯏꯟꯐꯣꯔꯃꯦꯁꯟ ꯑꯁꯤ ꯅꯍꯥꯛꯀꯤ ꯑꯦꯄꯔꯣꯆ ꯑꯗꯨ ꯔꯤꯐꯥꯏꯟꯅ ꯇꯧꯅꯕ ꯑꯃꯁꯨꯡ ꯃꯥꯏꯄꯥꯛꯅ ꯐꯪꯈꯤꯕ ꯑꯗꯨꯗ ꯃꯤꯠꯌꯦꯡ ꯊꯝꯅꯕ ꯁꯤꯖꯤꯟꯅꯧ꯫ ꯀꯟꯇꯦꯟꯇ ꯀꯦꯂꯦꯟꯗꯔ ꯑꯃ ꯁꯦꯝꯒꯠꯄ ꯅꯍꯥꯛꯅ ꯁꯦꯝꯒꯗꯕ ꯀꯟꯇꯦꯟꯇꯀꯤ ꯃꯈꯜ, ꯅꯍꯥꯛꯅ ꯀꯚꯔ ꯇꯧꯒꯗꯕ ꯍꯤꯔꯝꯁꯤꯡ ꯑꯃꯁꯨꯡ ꯃꯁꯤ ꯌꯦꯟꯊꯣꯛꯅꯕ ꯅꯍꯥꯛꯅ ꯁꯤꯖꯤꯟꯅꯒꯗꯕ ꯆꯦꯅꯦꯜꯁꯤꯡ ꯄ꯭ꯂꯥꯟ ꯇꯧ꯫ ꯀꯟꯇꯦꯟꯇ ꯀꯦꯂꯦꯟꯗꯔ ꯑꯃꯅ ꯅꯍꯥꯛꯄꯨ ꯑꯣꯔꯒꯥꯅꯥꯏꯖ ꯇꯧꯕꯗ ꯃꯇꯦꯡ ꯄꯥꯡꯒꯅꯤ ꯑꯃꯁꯨꯡ ꯅꯍꯥꯛꯅ ꯑꯅꯧꯕ, ꯃꯔꯤ ꯂꯩꯅꯕ ꯀꯟꯇꯦꯟꯇꯁꯤꯡ ꯆꯥꯡ ꯅꯥꯏꯅ ꯐꯣꯡꯂꯤ ꯍꯥꯏꯕ ꯁꯣꯏꯗꯅ ꯈꯪꯍꯟꯒꯅꯤ꯫ ꯑꯋꯥꯡꯕ ꯊꯥꯛꯀꯤ, ꯃꯤꯠꯌꯦꯡ ꯊꯝꯕ ꯀꯟꯇꯦꯟꯇ ꯁꯦꯝꯕ ꯅꯍꯥꯛꯀꯤ ꯇꯥꯔꯒꯦꯠ ꯑꯣꯗꯤꯁꯟꯒ ꯃꯔꯤ ꯂꯩꯅꯕ ꯏꯟꯐꯣꯔꯃꯦꯇꯤꯚ, ꯏꯟꯇꯔꯦꯁ꯭ꯇꯤꯡ ꯑꯃꯁꯨꯡ ꯃꯔꯤ ꯂꯩꯅꯕ ꯀꯟꯇꯦꯟꯇ ꯁꯦꯝꯕꯗ ꯃꯤꯠꯌꯦꯡ ꯊꯝꯃꯨ꯫ ꯅꯍꯥꯛꯀꯤ ꯑꯣꯗꯤꯑꯣꯗ ꯃꯤꯠꯌꯦꯡ ꯊꯝꯅꯕ ꯑꯃꯁꯨꯡ ꯃꯈꯣꯏꯕꯨ ꯍꯦꯟꯅ ꯈꯪꯍꯟꯅꯕ ꯕ꯭ꯂꯣꯒ ꯄꯣꯁ꯭ꯠ, ꯏꯟꯐꯣꯒ꯭ꯔꯥꯐꯤꯛ, ꯑꯃꯁꯨꯡ ꯚꯤꯗꯤꯑꯣꯒꯨꯝ ꯃꯈꯜ ꯀꯌꯥꯒꯤ ꯐꯣꯔꯃꯦꯠꯁꯤꯡ ꯁꯤꯖꯤꯟꯅꯧ꯫ ꯅꯍꯥꯛꯀꯤ ꯀꯟꯇꯦꯟꯇ ꯄ꯭ꯔꯃꯣꯠ ꯇꯧꯕ ꯅꯍꯥꯛꯀꯤ ꯀꯟꯇꯦꯟꯇ ꯑꯗꯨ ꯁꯣꯁꯤꯑꯦꯜ ꯃꯤꯗꯤꯌ, ꯏꯃꯦꯏꯜ, ꯑꯃꯁꯨꯡ ꯑꯇꯩ ꯆꯦꯅꯦꯜꯁꯤꯡꯒꯤ ꯈꯨꯠꯊꯥꯡꯗ ꯁꯦꯌꯔ ꯇꯧꯗꯨꯅ ꯍꯦꯟꯅ ꯄꯥꯛ-ꯆꯥꯎꯕ ꯑꯣꯗꯤꯑꯣꯗ ꯌꯧꯍꯟꯕ꯫ ꯅꯍꯥꯛꯀꯤ ꯀꯟꯇꯦꯟꯇ ꯑꯗꯨ ꯑꯍꯦꯟꯕ ꯊꯧꯅ ꯑꯃ ꯄꯤꯅꯕ ꯑꯃꯁꯨꯡ ꯑꯅꯧꯕ, ꯇꯥꯔꯒꯦꯠ ꯇꯧꯔꯕ ꯑꯣꯗꯤꯑꯣꯁꯤꯡꯗ ꯌꯧꯍꯟꯅꯕ ꯄꯦꯃꯦꯟꯇ ꯄ꯭ꯔꯣꯃꯣꯁꯟ ꯁꯤꯖꯤꯟꯅꯧ꯫ ꯅꯍꯥꯛꯀꯤ ꯔꯤꯖꯜꯇꯁꯤꯡ ꯑꯗꯨ ꯑꯦꯅꯥꯂꯥꯏꯖ ꯇꯧꯕ ꯅꯍꯥꯛꯀꯤ ꯀꯟꯇꯦꯟꯇꯀꯤ ꯄꯔꯐꯣꯃꯦꯟꯁ ꯑꯗꯨ ꯇ꯭ꯔꯦꯛ ꯇꯧꯕ ꯑꯃꯁꯨꯡ ꯃꯁꯤꯅ ꯅꯍꯥꯛꯀꯤ ꯄꯥꯟꯗꯝꯁꯤꯡꯗ ꯀꯔꯝꯅ ꯃꯇꯦꯡ ꯄꯥꯡꯕꯒꯦ ꯍꯥꯏꯕꯗꯨ ꯑꯦꯅꯥꯂꯥꯏꯖ ꯇꯧꯕ꯫ ꯅꯍꯥꯛꯀꯤ ꯀꯟꯇꯦꯟꯇꯅ ꯇ꯭ꯔꯥꯐꯤꯛ, ꯑꯦꯡꯒꯦꯖꯃꯦꯟꯇ, ꯑꯃꯁꯨꯡ ꯀꯟꯕꯔꯁꯟꯁꯤꯡ ꯀꯔꯝꯅ ꯍꯦꯟꯒꯠꯍꯟꯕꯒꯦ ꯍꯥꯏꯕꯗꯨ ꯌꯦꯡꯅꯕꯒꯤꯗꯃꯛ ꯒꯨꯒꯜ ꯑꯦꯅꯥꯂꯥꯏꯇꯤꯛꯁꯒꯨꯝꯕ ꯇꯨꯜꯁꯤꯡ ꯁꯤꯖꯤꯟꯅꯧ꯫ ꯏꯟꯐꯣꯔꯃꯦꯁꯟ ꯑꯁꯤ ꯅꯍꯥꯛꯀꯤ ꯁ꯭ꯇꯔꯥꯇꯦꯖꯤ ꯑꯗꯨ ꯔꯤꯐꯥꯏꯟꯅꯥ ꯇꯧꯅꯕ ꯑꯃꯁꯨꯡ ꯑꯍꯣꯡꯕ ꯄꯨꯔꯛꯀꯗꯕ ꯃꯐꯝꯁꯤꯡ ꯈꯪꯗꯣꯛꯅꯕ ꯁꯤꯖꯤꯟꯅꯧ꯫ ꯈꯪꯖꯤꯟꯒꯗꯕ ꯑꯃꯅ, ꯑꯅꯧꯕ ꯀꯟꯇꯦꯟꯇ ꯁ꯭ꯇꯔꯥꯇꯦꯖꯤ ꯑꯃ ꯁꯦꯝꯕꯗ ꯅꯍꯥꯛꯀꯤ ꯑꯣꯗꯤꯑꯣ ꯑꯃꯁꯨꯡ ꯑꯣꯕꯖꯦꯛꯇꯤꯚꯁꯤꯡ ꯑꯗꯨ ꯈꯪꯖꯤꯟꯕ, ꯍꯧꯈꯤꯕ ꯄꯔꯐꯣꯃꯦꯟꯁ ꯑꯗꯨ ꯑꯦꯅꯥꯂꯥꯏꯖ ꯇꯧꯕ, ꯑꯋꯥꯡꯕ ꯊꯥꯛꯀꯤ ꯀꯟꯇꯦꯟꯇꯁꯤꯡ ꯄ꯭ꯂꯥꯟ ꯇꯧꯕ ꯑꯃꯁꯨꯡ ꯑꯦꯛꯁꯦꯁꯤꯕꯜ ꯇꯧꯕ, ꯑꯃꯁꯨꯡ ꯅꯍꯥꯛꯀꯤ ꯄꯥꯟꯗꯝꯁꯤꯡ ꯑꯗꯨ ꯐꯪꯅꯕ ꯅꯍꯥꯛꯅ ꯍꯣꯠꯅꯔꯤꯕꯁꯤꯡ ꯑꯗꯨ ꯇ꯭ꯔꯦꯛ ꯇꯧꯕ ꯑꯃꯁꯨꯡ ꯔꯤꯐꯥꯏꯅꯤꯡ ꯇꯧꯕ ꯌꯥꯎꯏ꯫।